ꯃꯥꯂꯦꯃꯒꯤ ꯃꯐꯝ ꯀꯌꯥꯗꯒꯤ ꯂꯥꯀꯄꯥꯪꯆꯠꯅꯕꯤ ꯑꯅꯤ ꯆꯥꯡꯗꯝꯅꯕꯥ ꯑꯃꯁꯨꯡ ꯈꯦꯠꯅꯕꯥ ꯊꯝꯕꯥ: ꯚꯥꯔꯠ ꯑꯃꯁꯨꯡ ꯚꯤꯌꯦꯠꯅꯥꯝ ꯑꯅꯤꯃꯛ ꯑꯁꯤ ꯑꯦꯁꯤꯌꯥꯒꯤ ꯂꯩꯕꯥꯛꯁꯤꯡꯗꯥ ꯑꯈꯟꯅꯕꯥ ꯂꯥꯀꯄꯥꯪꯆꯠꯅꯕꯤꯒꯤ ꯈꯦꯠꯅꯕꯥ ꯑꯃꯁꯨꯡ ꯇꯣꯞ ꯇꯣꯞꯄꯥ ꯄꯨꯟꯁꯤ ꯃꯍꯤꯡ ꯂꯩꯕꯥ ꯂꯩꯕꯥꯛꯁꯤꯡꯅꯤ꯫ ꯂꯩꯕꯥꯛ ꯑꯅꯤꯃꯛꯀꯤ ꯏꯅꯥꯛ ꯈꯨꯜꯂꯕꯥ ꯄꯨꯋꯥꯔꯤ ꯑꯃꯥ ꯂꯩꯔꯤ ꯑꯃꯁꯨꯡ ꯃꯈꯣꯏꯒꯤ ꯀꯜꯆꯔꯦꯜ ꯍꯦꯔꯤꯇꯦꯖ ꯑꯁꯤ ꯑꯥꯔꯀꯤꯇꯦꯀꯆꯔ, ꯆꯠꯅꯕꯤ, ꯑꯃꯁꯨꯡ ꯆꯥꯀꯆꯥ-ꯏꯊꯛ ꯌꯥꯎꯅꯥ ꯃꯑꯣꯡ ꯀꯌꯥꯗꯥ ꯐꯣꯡꯗꯣꯛꯏ꯫ ꯙꯔꯝꯃ: ꯂꯥꯀꯄꯥꯪꯆꯠꯅꯕꯤ ꯑꯅꯤꯒꯤ ꯃꯔꯛꯇꯥ ꯂꯩꯔꯤꯕꯥ ꯃꯔꯨ ꯑꯣꯏꯕꯥ ꯈꯦꯠꯅꯕꯥ ꯑꯃꯗꯤ ꯃꯈꯣꯌꯒꯤ ꯙꯔꯝꯃꯒꯤ ꯆꯠꯅꯕꯤꯁꯤꯡꯅꯤ꯫ ꯚꯥꯔꯠꯇꯥ ꯍꯤꯟꯗꯨ ꯙꯔꯝꯃꯅꯥ ꯃꯀꯣꯛ ꯊꯣꯡꯂꯤ ꯑꯃꯁꯨꯡ ꯃꯔꯨꯑꯣꯏꯕꯥ ꯙꯔꯝꯃ ꯑꯣꯏꯅꯥ ꯊꯕꯛ ꯇꯧꯔꯤꯉꯩꯗꯥ, ꯚꯤꯌꯦꯠꯅꯥꯝꯗꯥ ꯕꯨꯙꯤꯖꯝ ꯑꯁꯤ ꯍꯦꯟꯅꯥ ꯄꯥꯛ ꯁꯟꯅꯥ ꯆꯠꯅꯔꯤ ꯑꯃꯁꯨꯡ ꯆꯠꯅꯔꯤ꯫ ꯍꯥꯌꯔꯤꯕꯥ ꯗꯣꯃꯤꯅꯦꯟꯇ ꯙꯔꯝꯃꯁꯤꯡ ꯑꯁꯤꯒꯥ ꯂꯣꯌꯅꯅꯥ ꯂꯩꯕꯥꯛ ꯈꯨꯗꯤꯡꯃꯛꯀꯤ ꯑꯣꯏꯅꯥ ꯑꯈꯟꯅꯕꯥ ꯑꯇꯣꯞꯄꯥ ꯙꯔꯝꯃꯒꯤ ꯆꯠꯅꯕꯤ ꯑꯃꯁꯨꯡ ꯊꯥꯖꯕꯥ ꯀꯌꯥ ꯑꯃꯥ ꯂꯩꯔꯤ꯫ ꯆꯠꯅꯕꯤ ꯑꯃꯁꯨꯡ ꯅꯥꯠ: ꯚꯥꯔꯠ ꯑꯃꯁꯨꯡ ꯚꯤꯌꯦꯠꯅꯥꯝ ꯑꯅꯤꯃꯛꯀꯤ ꯆꯠꯅꯕꯤ ꯑꯁꯤ ꯏꯄꯥ-ꯏꯄꯨꯁꯤꯡ ꯑꯃꯁꯨꯡ ꯆꯠꯅꯕꯤꯁꯤꯡꯕꯨ ꯏꯀꯥꯌ ꯈꯨꯝꯅꯕꯥ ꯑꯃꯁꯨꯡ ꯏꯀꯥꯌꯈꯨꯝꯅꯕꯥ ꯎꯠꯄꯗꯥ ꯌꯨꯝꯐꯝ ꯑꯣꯏꯕꯅꯤ꯫ ꯚꯤꯌꯦꯠꯅꯥꯃꯗꯥ ꯊꯥꯒꯤ ꯀꯦꯂꯦꯟꯗꯔ ꯉꯥꯛꯅꯥ ꯆꯠꯂꯤ ꯑꯃꯁꯨꯡ ꯇꯦꯠ ꯀꯨꯝꯃꯩꯒꯨꯝꯕꯥ ꯊꯧꯔꯃꯁꯤꯡ ꯑꯁꯤꯅꯥ ꯑꯅꯧꯕꯥ ꯆꯍꯤ ꯑꯃꯥ ꯍꯧꯔꯛꯄꯅꯤ, ꯃꯁꯤꯗꯥ ꯚꯤꯌꯦꯠꯅꯥꯃꯒꯤ ꯃꯤꯌꯥꯝꯅꯥ ꯅꯨꯃꯤꯠ ꯑꯁꯤ ꯄꯥꯡꯊꯣꯛꯅꯕꯥ ꯄꯨꯟꯅꯥ ꯂꯥꯀꯃꯤꯟꯅꯔꯤ꯫ ꯃꯥꯌꯀꯩ ꯑꯃꯔꯣꯃꯗꯥ ꯚꯥꯔꯠ ꯃꯆꯥ ꯁꯤꯡꯅꯥ ꯁꯣꯂꯥꯔ ꯀꯦꯂꯦꯟꯗꯔꯗꯥ ꯍꯦꯟꯅꯥ ꯉꯥꯛꯅꯥ ꯆꯠꯂꯤ ꯑꯃꯁꯨꯡ ꯆꯍꯤ ꯆꯨꯞꯄꯥ ꯁꯟꯗꯣꯛꯇꯨꯅꯥ ꯊꯜꯂꯕꯥ ꯑꯃꯁꯨꯡ ꯃꯆꯨ ꯀꯌꯥꯅꯥ ꯊꯜꯂꯕꯥ ꯀꯨꯝꯃꯩꯁꯤꯡꯒꯥ ꯂꯣꯌꯅꯅꯥ ꯗꯤꯋꯥꯂꯤ ꯀꯨꯝꯃꯩꯒꯥ ꯂꯣꯌꯅꯅꯥ ꯃꯈꯣꯌꯒꯤ ꯑꯅꯧꯕꯥ ꯆꯍꯤ ꯄꯥꯡꯊꯣꯛꯂꯤ꯫ ꯆꯥꯅꯕꯥ ꯆꯤꯟꯖꯥꯛ: ꯚꯥꯔꯠ ꯑꯃꯁꯨꯡ ꯚꯤꯌꯦꯠꯅꯥꯃꯒꯤ ꯆꯥꯀꯆꯥ-ꯏꯊꯀꯁꯤꯡꯁꯨ ꯌꯥꯝꯅꯥ ꯈꯦꯠꯅꯩ꯫ ꯚꯥꯔꯠ ꯑꯁꯤ ꯖꯤꯑꯣꯒ꯭ꯔꯥꯐꯤꯀꯦꯜ ꯑꯣꯏꯅꯥ ꯆꯥꯎꯕꯅꯥ ꯂꯩꯕꯥꯛ ꯁꯤꯅꯕꯥ ꯊꯨꯡꯅꯥ ꯆꯥꯅꯕꯥ ꯆꯤꯟꯖꯥꯛꯇꯥ ꯆꯥꯎꯅꯥ ꯈꯦꯠꯅꯕꯥ ꯂꯩꯔꯤ꯫ ꯚꯥꯔꯇꯀꯤ ꯃꯔꯨꯑꯣꯏꯕꯥ ꯆꯥꯀꯁꯉꯗꯥ ꯆꯦꯡ ꯅꯠꯇ꯭ꯔꯒꯥ ꯒꯦꯍꯨꯒꯨꯝꯕꯥ ꯆꯦꯡꯁꯤꯡ, ꯑꯃꯁꯨꯡ ꯀꯨꯔꯤ ꯅꯠꯇ꯭ꯔꯒꯥ ꯁ꯭ꯇꯨꯗꯥ ꯃꯁꯛ ꯃꯑꯣꯡꯁꯤꯡ ꯀꯟꯅꯥ ꯁꯤꯖꯤꯟꯅꯕꯥ ꯌꯥꯎꯏ꯫ ꯑꯃꯔꯣꯃꯗꯥ ꯚꯤꯌꯦꯠꯅꯥꯃꯒꯤ ꯆꯥꯛꯆꯥ-ꯏꯊꯛ ꯑꯁꯤ ꯑꯅꯧꯕꯥ ꯄꯣꯠꯂꯝꯁꯤꯡ ꯁꯤꯖꯤꯟꯅꯕꯒꯤꯗꯃꯛ ꯑꯃꯁꯨꯡ ꯃꯈꯣꯌꯒꯤ ꯕ꯭ꯔꯣꯊ ꯑꯃꯁꯨꯡ ꯅꯨꯡꯁꯤꯠꯀꯤ ꯆꯥꯛꯁꯤꯡꯗꯥ ꯃꯁꯛ ꯃꯑꯣꯡꯁꯤꯡꯒꯤ ꯕꯦꯂꯦꯟꯁ ꯂꯩꯕꯒꯤꯗꯃꯛ ꯈꯉꯅꯩ꯫ ꯑꯄꯨꯟꯕꯥ ꯑꯣꯏꯅꯥ ꯚꯥꯔꯠ ꯑꯃꯁꯨꯡ ꯚꯤꯌꯦꯠꯅꯥꯝꯅꯥ ꯉꯝꯈꯩꯁꯤꯡ ꯁꯦꯌꯔ ꯇꯧꯅꯔꯕꯁꯨ, ꯆꯠꯅꯕꯤ, ꯂꯣꯜ ꯑꯃꯁꯨꯡ ꯆꯠꯅꯕꯤꯒꯤ ꯇꯣꯞ ꯇꯣꯞꯄꯥ ꯔꯦꯟꯖ ꯑꯃꯥ ꯄꯤꯔꯤꯕꯥ ꯌꯥꯝꯅꯥ ꯇꯣꯉꯥꯟꯕꯥ ꯂꯩꯕꯥꯛ ꯑꯅꯤꯅꯤ꯫ ꯀꯂꯆꯔ ꯑꯅꯤꯃꯛ ꯑꯁꯤ ꯑꯈꯟꯅꯕꯥ ꯑꯃꯅꯤ, ꯑꯃꯁꯨꯡ ꯑꯅꯤꯁꯤꯒꯤ ꯃꯔꯛꯇꯥ ꯂꯩꯔꯤꯕꯥ ꯈꯦꯠꯅꯕꯥ ꯑꯃꯁꯨꯡ ꯃꯥꯟꯅꯕꯥ ꯑꯁꯤꯅꯥ ꯃꯈꯣꯌꯒꯤ ꯐꯖꯕꯥ ꯑꯃꯁꯨꯡ ꯍꯦꯔꯤꯇꯦꯖ ꯑꯗꯨ ꯍꯦꯟꯅꯥ ꯆꯦꯠꯁꯤꯂꯍꯜꯂꯤ꯫